ꯊꯥꯒꯤ ꯇꯣꯉꯥꯟ-ꯇꯣꯉꯥꯟꯕꯥ ꯐꯦꯖꯁꯤꯡ ꯃꯁꯛ ꯈꯪꯗꯣꯛꯄꯥ ꯑꯃꯁꯨꯡ ꯑꯥꯎꯠꯂꯥꯏꯟ ꯇꯧꯕꯥ꯫ ꯍꯥꯏꯔꯤꯕꯥ ꯐꯦꯖꯁꯤꯡ ꯑꯁꯤ ꯅꯨꯃꯤꯠ ꯄ꯭ꯔ꯭ꯤꯊꯤꯕꯤ ꯑꯃꯁꯨꯡ ꯊꯥꯒꯤ ꯑꯦꯂꯥꯏꯟꯃꯦꯟꯇꯅꯥ ꯃꯔꯝ ꯑꯣꯏꯗꯨꯅꯥ ꯊꯣꯛꯏ꯫, ꯑꯃꯁꯨꯡ ꯃꯈꯥꯗꯥ ꯄꯤꯔꯤꯕꯁꯤꯡ ꯑꯁꯤꯅꯤ: ꯑꯅꯧꯕꯥ ꯊꯥ: ꯐꯦꯖ ꯑꯁꯤꯅꯥ ꯊꯥꯒꯤ ꯆꯛꯔ ꯍꯧꯔꯛꯄꯒꯤ ꯃꯁꯛ ꯇꯥꯛꯏ꯫ ꯃꯇꯝ ꯑꯁꯤꯒꯤ ꯃꯅꯨꯡꯗꯥ ꯊꯥ ꯑꯁꯤ ꯅꯨꯃꯤꯠ ꯑꯃꯁꯨꯡ ꯄ꯭ꯔ꯭ꯤꯊꯤꯕꯤꯒꯤ ꯃꯔꯛꯇꯥ ꯊꯝꯃꯤ꯫ ꯃꯔꯝ ꯑꯗꯨꯅꯥ ꯄ꯭ꯔ꯭ꯤꯊꯤꯕꯤꯒꯤ ꯃꯥꯌꯣꯛꯅꯔꯤꯕꯥ ꯊꯥꯒꯤ ꯅꯥꯀꯜ ꯑꯗꯨ ꯃꯉꯥꯜ ꯄꯤꯗꯦ꯫ ꯋꯥꯛꯁ ꯇꯧꯕꯥ ꯀ꯭ꯔꯦꯁꯦꯟꯇ: ꯅꯨꯃꯤꯠ ꯈꯔꯅꯤꯒꯤ ꯃꯇꯨꯡꯗꯥ ꯊꯥ ꯑꯁꯤ ꯅꯨꯃꯤꯠꯇꯒꯤ ꯂꯥꯞꯅꯥ ꯂꯩꯕꯥ ꯍꯧꯔꯛꯏ꯫ ꯑꯃꯁꯨꯡ ꯃꯁꯤꯒꯤ ꯃꯉꯥꯜ ꯌꯥꯎꯕꯥ ꯃꯐꯝ ꯑꯗꯨꯒꯤ ꯑꯄꯤꯛꯄꯥ ꯁꯔꯨꯛ ꯑꯃꯥ ꯄ꯭ꯔ꯭ꯤꯊꯤꯕꯤꯗꯒꯤ ꯎꯕꯥ ꯐꯪꯏ꯫ ꯐꯦꯖ ꯑꯁꯤꯕꯨ ꯋꯥꯛꯁ ꯇꯧꯕꯥ ꯀ꯭ꯔꯦꯁꯦꯟꯇ ꯍꯥꯏꯅꯥ ꯀꯧꯏ꯫ ꯑꯍꯥꯟꯕꯥ ꯀ꯭ꯋꯥꯔꯇꯔ: ꯑꯅꯧꯕꯥ ꯊꯥꯒꯤ ꯃꯇꯨꯡꯗꯥ ꯆꯥꯎꯔꯥꯛꯅꯥ ꯅꯨꯃꯤꯠ ꯑꯃꯥ ꯆꯨꯞꯅꯥ ꯊꯥ ꯑꯁꯤꯅꯥ ꯃꯁꯥꯒꯤ ꯑꯣꯔꯕꯤꯠꯀꯤ ꯃꯅꯨꯡꯗꯥ ꯂꯩꯕꯥ ꯂꯝꯕꯤꯒꯤ ꯁꯔꯨꯛ ꯇꯪꯈꯥꯌ ꯑꯃꯥ ꯆꯠꯈ꯭ꯔꯦ꯫ꯑꯃꯁꯨꯡ ꯃꯉꯥꯜ ꯌꯥꯎꯕꯥ ꯃꯐꯝ ꯑꯗꯨꯒꯤ ꯁꯔꯨꯛ ꯑꯍꯨꯝ ꯊꯣꯛꯄꯒꯤ ꯑꯃꯗꯤ ꯄ꯭ꯔ꯭ꯤꯊꯤꯕꯤꯗꯒꯤ ꯎꯕꯥ ꯐꯪꯏ꯫ ꯐꯦꯖ ꯑꯁꯤꯕꯨ ꯑꯍꯥꯟꯕꯥ ꯀ꯭ꯋꯥꯔꯇꯔ ꯍꯥꯏꯅꯥ ꯀꯧꯏ꯫ ꯃꯔꯝꯗꯤ ꯊꯥꯅꯥ ꯃꯁꯥꯒꯤ ꯆꯌꯣꯜꯒꯤ ꯁꯔꯨꯛ ꯇꯪꯈꯥꯏ ꯑꯃꯥ ꯂꯣꯏꯔꯦ꯫ ꯋꯥꯛꯁ ꯇꯧꯕꯥ ꯒꯤꯕꯁ: ꯊꯥ ꯑꯁꯤ ꯅꯨꯃꯤꯠꯇꯒꯤ ꯂꯥꯞꯅꯥ ꯂꯩꯔꯛꯄꯒꯥ ꯂꯣꯏꯅꯅꯥ ꯃꯁꯤꯒꯤ ꯃꯉꯥꯜ ꯌꯥꯎꯕꯥ ꯃꯐꯝ ꯑꯁꯤ ꯄ꯭ꯔ꯭ꯤꯊꯤꯕꯤꯗꯒꯤ ꯍꯦꯟꯅꯥ ꯎꯕꯥ ꯐꯪꯏ꯫ ꯁꯔꯨꯛ ꯑꯍꯨꯝ ꯊꯣꯛꯄꯒꯤ ꯑꯃꯗꯒꯤ ꯍꯦꯟꯅꯥ ꯑꯗꯨꯕꯨ ꯃꯉꯥꯜ ꯂꯩꯕꯥ ꯃꯐꯝ ꯄꯨꯝꯅꯃꯛ ꯎꯕꯥ ꯐꯪꯗꯕꯥ ꯃꯇꯝꯗꯥ ꯐꯦꯖ ꯑꯁꯤꯕꯨ ꯋꯥꯛꯁ ꯇꯧꯕꯥ ꯒꯤꯕꯁ ꯍꯥꯏꯅꯥ ꯀꯧꯏ꯫ ꯃꯄꯨꯡ ꯐꯥꯕꯥ ꯆꯟꯗ꯭ꯔ: ꯑꯅꯧꯕꯥ ꯊꯥꯒꯤ ꯃꯇꯨꯡꯗꯥ ꯆꯥꯎꯔꯥꯛꯅꯥ ꯅꯨꯃꯤꯠ ꯑꯅꯤꯒꯤ ꯃꯇꯨꯡꯗꯥ ꯊꯥ ꯑꯁꯤ ꯃꯁꯥꯒꯤ ꯑꯣꯔꯕꯤꯠꯀꯤ ꯃꯅꯨꯡꯗꯥ ꯇꯪꯈꯥꯏ ꯑꯃꯥ ꯆꯠꯈ꯭ꯔꯦ ꯑꯃꯁꯨꯡ ꯄ꯭ꯔ꯭ꯤꯊꯤꯕꯤꯒꯤ ꯃꯅꯥꯛꯇꯥ ꯂꯩꯕꯥ ꯃꯐꯝ ꯑꯗꯨ ꯃꯄꯨꯡ ꯐꯥꯅꯥ ꯃꯉꯥꯜ ꯄꯤꯔꯦ꯫ ꯃꯁꯤꯕꯨ ꯃꯄꯨꯡ ꯐꯥꯕꯥ ꯊꯥꯒꯤ ꯐꯦꯖ ꯍꯥꯏꯅꯥ ꯀꯧꯏ꯫ ꯋꯥꯅꯤꯡ ꯒꯤꯕꯁ: ꯊꯥꯅꯥ ꯄ꯭ꯔ꯭ꯤꯊꯤꯕꯤꯗꯥ ꯃꯈꯥ ꯇꯥꯅꯥ ꯑꯣꯔꯕꯤꯠ ꯇꯧꯔꯀꯄꯒꯥ ꯂꯣꯏꯅꯅꯥ ꯎꯕꯥ ꯐꯪꯂꯤꯕꯥ ꯃꯉꯥꯜ ꯌꯥꯑꯣꯕꯥ ꯃꯐꯝ ꯑꯗꯨꯒꯤ ꯆꯥꯡ ꯍꯟꯊꯕꯥ ꯍꯧꯔꯛꯏ꯫ ꯊꯥꯒꯤ ꯁꯔꯨꯛ ꯑꯍꯨꯝ ꯊꯣꯛꯄꯒꯤ ꯑꯃꯗꯒꯤ ꯍꯦꯟꯅꯥ ꯎꯕꯥ ꯐꯪꯗꯕꯥ ꯃꯇꯝꯗꯥ ꯐꯦꯖ ꯑꯁꯤꯕꯨ ꯋꯥꯅꯤꯡ ꯒꯤꯕꯁ ꯍꯥꯏꯅꯥ ꯀꯧꯏ꯫ ꯊꯥꯔꯗ ꯀ꯭ꯋꯥꯔꯇꯔ: ꯑꯅꯧꯕꯥ ꯊꯥꯒꯤ ꯃꯇꯨꯡꯗꯥ ꯆꯥꯎꯔꯥꯛꯅꯥ ꯅꯨꯃꯤꯠ ꯍꯨꯝꯅꯤꯒꯤ ꯃꯇꯨꯡꯗꯥ ꯊꯥ ꯑꯁꯤꯅꯥ ꯃꯁꯥꯒꯤ ꯑꯣꯔꯕꯤꯠꯀꯤ ꯑꯀꯣꯏꯕꯗꯥ ꯂꯩꯕꯥ ꯂꯝꯕꯤꯒꯤ ꯁꯔꯨꯛ ꯑꯍꯨꯝ ꯊꯣꯛꯄꯒꯤ ꯑꯃꯥ ꯆꯠꯈ꯭ꯔꯦ꯫ꯑꯃꯁꯨꯡ ꯃꯉꯥꯜ ꯌꯥꯎꯕꯥ ꯃꯐꯝ ꯑꯗꯨꯒꯤ ꯁꯔꯨꯛ ꯑꯍꯨꯝ ꯊꯣꯛꯄꯒꯤ ꯑꯃꯗꯤ ꯄ꯭ꯔ꯭ꯤꯊꯤꯕꯤꯗꯒꯤ ꯎꯕꯥ ꯐꯪꯏ꯫ ꯐꯦꯖ ꯑꯁꯤꯕꯨ ꯇꯔꯦꯠꯁꯨꯕꯥ ꯀ꯭ꯋꯥꯔꯇꯔ ꯍꯥꯏꯅꯥ ꯀꯧꯏ ꯃꯔꯝꯗꯤ ꯊꯥꯅꯥ ꯃꯁꯥꯒꯤ ꯆꯌꯣꯜꯒꯤ ꯁꯔꯨꯛ ꯑꯍꯨꯝ ꯊꯣꯛꯄꯒꯤ ꯑꯃꯥ ꯃꯄꯨꯡ ꯐꯥꯔꯦ꯫ ꯋꯥꯅꯤꯡ ꯀ꯭ꯔꯦꯁꯦꯟꯇ: ꯊꯥ ꯑꯁꯤ ꯅꯨꯃꯤꯠꯇꯒꯤ ꯂꯥꯞꯅꯥ ꯂꯩꯔꯛꯄꯒꯥ ꯂꯣꯏꯅꯅꯥ ꯃꯁꯤꯒꯤ ꯃꯉꯥꯜ ꯌꯥꯎꯕꯥ ꯃꯐꯝ ꯑꯗꯨ ꯄ꯭ꯔ꯭ꯤꯊꯤꯕꯤꯗꯒꯤ ꯍꯦꯟꯅꯥ ꯍꯟꯊꯅꯥ ꯎꯕꯥ ꯐꯪꯏ꯫ ꯑꯄꯤꯛꯄꯥ ꯁ꯭ꯂꯥꯏꯚꯔ ꯑꯃꯈꯛꯇꯃꯛ ꯎꯕꯥ ꯃꯇꯃꯗꯥ, ꯐꯦꯖ ꯑꯁꯤꯕꯨ ꯋꯥꯅꯤꯡ ꯀ꯭ꯔꯦꯁꯦꯟꯇ ꯍꯥꯌꯅꯥ ꯀꯧꯏ꯫ ꯋꯥꯅꯤꯡ ꯀ꯭ꯔꯦꯁꯦꯟꯇ ꯐꯦꯖꯒꯤ ꯃꯇꯨꯡꯗꯥ ꯊꯥ ꯑꯁꯤ ꯑꯅꯧꯕꯥ ꯊꯥꯒꯤ ꯐꯦꯖꯗꯥ ꯑꯃꯨꯛ ꯍꯟꯅꯥ ꯆꯪꯁꯤꯜꯂꯤ, ꯑꯃꯁꯨꯡ ꯆꯌꯣꯜ ꯑꯁꯤ ꯑꯃꯨꯛ ꯍꯟꯅꯥ ꯍꯧꯏ꯫।